ꯕꯦꯆꯦꯂꯔ ꯑꯣꯐ ꯃꯦꯗꯤꯁꯤꯟ, ꯕꯦꯆꯦꯂꯔ ꯑꯣꯐ ꯁꯔꯖꯔꯤ ꯀꯤ ꯃꯍꯩꯔꯣꯏ ꯑꯃꯒꯤ ꯁꯛꯇꯝ ꯂꯥꯡꯗꯨꯅ ꯃꯃꯤ ꯀꯨꯝꯍꯩ 'ꯐꯤꯖꯡ ꯃꯔꯨꯝꯗꯥ' (ꯑꯥꯔ. ꯀꯦ. ꯇꯝꯐꯥꯁꯅꯥꯅ ꯄꯨꯊꯣꯛꯄ)ꯗ ꯃꯍꯥꯛꯀꯤ ꯑꯍꯥꯟꯕ ꯀꯂꯥ ꯑꯗꯨꯅ ꯃꯅꯤꯄꯨꯔꯒꯤ ꯈ꯭ꯋꯥꯏꯗꯒꯤ ꯐꯕ ꯃꯃꯤꯔꯣꯏꯁꯤꯡꯒꯤ ꯃꯅꯨꯡꯗ ꯑꯃ ꯑꯣꯏꯔꯛꯄꯗ ꯃꯍꯥꯛꯀꯤ ꯄꯨꯟꯁꯤꯒꯤ ꯁꯤꯟꯐꯝ ꯑꯗꯨ ꯃꯥꯡꯖꯤꯜ ꯊꯥꯈꯤ꯫ ꯃꯔꯨꯑꯣꯏꯅ ꯁꯣꯃꯥ ꯂꯥꯏꯁ꯭ꯔꯝ ꯑꯁꯤ ꯉꯁꯤꯒꯤ ꯃꯅꯤꯄꯨꯔꯤ ꯁꯤꯅꯦꯃꯥꯒꯤ ꯈ꯭ꯋꯥꯏꯗꯒꯤ ꯃꯃꯤꯡ ꯆꯠꯄ ꯃꯃꯤꯔꯣꯏꯁꯤꯡꯒꯤ ꯃꯅꯨꯡꯗ ꯑꯃꯅꯤ ꯃꯁꯤꯅ ꯃꯍꯥꯛꯀꯤ ꯊꯧꯔꯝ ꯄꯔꯤꯡ ꯑꯗꯨ ꯌꯥꯝꯅ ꯆꯤꯜꯂꯤ꯫ ꯁꯄꯣꯔꯇꯤꯡ ꯑꯦꯛꯇꯔ ꯑꯃ ꯑꯣꯏꯅ 'ꯐꯤꯖꯥꯡ ꯃꯔꯨꯝꯗꯥ' (ꯀꯦ. ꯕꯤꯃꯣꯜ ꯁꯔꯃꯥꯅ ꯂꯝꯖꯤꯡ-ꯂꯝꯇꯥꯛꯄ)ꯗ ꯑꯍꯥꯟꯕ ꯑꯣꯏꯅ ꯀꯨꯝꯂꯕ ꯃꯇꯨꯡꯗ ꯁꯣꯃꯥꯅ ꯄꯤꯂꯨ ꯑꯦꯆ. ꯒꯤ ꯂꯝꯖꯤꯡ-ꯂꯝꯇꯥꯛꯄꯒꯤ ꯃꯈꯥꯗ ꯃꯃꯤ ꯀꯨꯝꯍꯩ 'ꯂꯣꯏꯕꯥ ꯇꯥꯔꯦ ꯇꯥ ꯔꯥꯖꯨ' ꯗꯒꯤ ꯍꯧꯔꯒ ꯃꯔꯨꯑꯣꯏꯕ ꯁꯛꯇꯝ ꯂꯥꯡꯕ ꯍꯧꯈꯤ꯫ ꯁꯣꯃꯥꯅ 'ꯑꯪꯒꯥꯎꯕꯥ ꯃꯥꯂꯡ' ꯍꯥꯏꯅ ꯃꯤꯡꯊꯣꯟꯕ ꯑꯅꯧꯕ ꯏꯁꯩ-ꯅꯣꯡꯃꯥꯏꯒꯤ ꯚꯤꯗꯤꯑꯣ ꯑꯃꯗ ꯃꯍꯥꯛꯀꯤ ꯃꯌꯦꯛ ꯁꯦꯡꯕ ꯈꯣꯟꯖꯦꯜ ꯄꯤꯈ꯭ꯔꯦ ꯃꯗꯨꯗ ꯃꯍꯥꯛꯅ ꯃꯁꯤꯗꯁꯨ ꯁꯛꯇꯝ ꯂꯥꯡꯈꯤ꯫ ꯁꯣꯃꯥꯅ ꯃꯃꯤ ꯀꯨꯝꯍꯩ 'ꯄꯤꯠꯖꯥ' ꯗ ꯐꯠꯇꯕ ꯁꯛꯇꯝ ꯂꯥꯡꯕ ꯎꯕ ꯐꯪꯈꯤ꯫ ꯊꯧꯗꯥꯡ ꯑꯁꯤ ꯂꯧꯗꯨꯅ ꯁꯣꯃꯥꯅ ꯊꯧꯗꯥꯡ ꯑꯁꯤꯅ ꯈꯨꯟꯅꯥꯏꯗ ꯐꯥꯎꯔꯤꯕ ꯐꯠꯇꯕ ꯏꯊꯤꯜ ꯑꯗꯨ ꯉꯥꯛꯊꯣꯛꯏ ꯍꯥꯏꯅ ꯋꯥꯈꯜꯂꯣꯟ ꯊꯝꯈꯤ꯫ ꯁꯣꯃꯥ ꯂꯥꯏꯁ꯭ꯔꯥꯝꯅ ꯀꯅꯥꯒꯨꯝꯕ ꯑꯃꯅ ꯈꯨꯠꯅꯥꯏꯕꯁꯤꯡꯒꯤ ꯃꯔꯛꯇ ꯊꯥꯖꯕ, ꯊꯧꯅꯥ ꯑꯃꯁꯨꯡ ꯃꯇꯦꯡ ꯄꯥꯡꯒꯗꯕꯅꯤ ꯑꯗꯨꯒ ꯃꯍꯥꯛꯅ ꯈꯨꯟꯅꯥꯏꯒꯤ ꯑꯣꯏꯕ ꯋꯥꯈꯜꯂꯣꯟ ꯂꯩꯒꯗꯕꯅꯤ ꯑꯃꯁꯨꯡ ꯑꯇꯣꯞꯄꯁꯤꯡꯕꯨ ꯏꯀꯥꯏ ꯈꯨꯝꯅꯕ ꯂꯩꯒꯗꯕꯅꯤ ꯍꯥꯏꯅ ꯐꯥꯎꯏ꯫ ꯁꯣꯃꯥꯅ ꯃꯨꯠꯈꯤꯕ ꯌꯥꯕ ꯔꯥꯖ꯭ꯌ ꯑꯁꯤꯒꯤ ꯐꯨꯔꯨꯞ ꯑꯗꯨꯁꯨ ꯀꯟꯕ ꯄꯥꯝꯃꯤ꯫ ꯃꯔꯝ ꯑꯗꯨꯅ ꯃꯍꯥꯛꯅ ꯃꯤꯄꯨꯝ ꯈꯨꯗꯤꯡꯃꯛꯄꯨ ꯑꯃꯒ ꯑꯃꯒ ꯍꯥꯠꯄꯗꯨ ꯂꯦꯞꯅꯕ ꯍꯥꯏꯖꯩ꯫ ꯑꯩꯈꯣꯏꯒꯤ ꯏꯅꯥꯛ ꯈꯨꯜꯂꯕ ꯆꯠꯅꯕꯤꯒꯤ ꯑꯣꯏꯕ ꯍꯦꯔꯤꯇꯦꯖ ꯑꯗꯨ ꯌꯣꯛꯈꯠꯅꯕ ꯃꯑꯣꯡ ꯑꯃ ꯑꯣꯏꯅ ꯁꯣꯃꯥꯅ ꯃꯃꯤ ꯀꯨꯝꯍꯩꯁꯤꯡꯗ ꯆꯠꯅꯕꯤꯒꯤ ꯑꯣꯏꯕ ꯐꯤꯖꯣꯜ ꯁꯤꯖꯤꯟꯅꯕ ꯄꯥꯝꯃꯤ꯫ ꯑꯩꯈꯣꯏꯒꯤ ꯑꯄꯨꯟꯕ ꯑꯣꯏꯊꯣꯛꯄ ꯌꯥꯕ ꯑꯗꯨ ꯎꯠꯅꯕ ꯁꯣꯃꯥꯅ ꯇꯁꯦꯡꯅ ꯃꯅꯤꯄꯨꯔꯤ ꯃꯃꯤ ꯀꯨꯝꯍꯩꯒꯤ ꯏꯟꯗꯁꯇ꯭ꯔꯤ ꯆꯥꯎꯈꯠꯍꯟꯕ ꯄꯥꯝꯃꯤ꯫ ꯑꯗꯨꯕꯨ ꯃꯃꯤ ꯀꯨꯝꯍꯩ ꯑꯃ ꯃꯥꯏ ꯄꯥꯛꯄꯗ ꯌꯦꯡꯂꯤꯕꯁꯤꯡ ꯈꯟꯕ ꯑꯁꯤ ꯌꯥꯝꯅ ꯃꯔꯨꯑꯣꯏ꯫ ꯁꯛꯇꯝ ꯂꯥꯡꯕꯒꯤ ꯃꯊꯛꯇ ꯁꯣꯃꯥ ꯂꯥꯏꯁ꯭ꯔꯝꯅ ꯃꯣꯗꯦꯂꯤꯡꯗꯁꯨ ꯑꯆꯦꯠꯄ ꯃꯤꯡꯆꯠ ꯑꯃ ꯂꯩ꯫ ꯃꯍꯥꯛꯅ ꯔꯥꯖ꯭ꯌ ꯑꯁꯤꯗ ꯇꯣꯉꯥꯟ-ꯇꯣꯉꯥꯟꯕ ꯐꯦꯁꯟꯒ ꯃꯔꯤ ꯂꯩꯅꯕ ꯑꯍꯦꯟꯕ ꯊꯧꯔꯝꯁꯤꯡꯗ ꯔꯦꯝꯞꯁꯤꯡꯗ ꯆꯠꯈꯤ꯫ ꯑꯗꯨꯕꯨ ꯃꯍꯥꯛ ꯃꯣꯗꯦꯂꯤꯡꯒꯤ ꯂꯝ ꯑꯁꯤꯗ ꯃꯇꯤꯛ ꯆꯥꯕ ꯄ꯭ꯔꯣꯃꯣꯁꯟ ꯐꯪꯗꯕꯒꯤ ꯃꯇꯥꯡꯗ ꯋꯥꯈꯜ ꯋꯥꯏ꯫ ꯁꯣꯃꯥꯅ ꯂꯥꯛꯀꯗꯧꯔꯤꯕ ꯅꯍꯥ ꯑꯣꯏꯔꯤꯕ ꯃꯣꯗꯦꯜꯁꯤꯡꯗ ꯄꯥꯎꯇꯥꯛ ꯄꯤꯔꯤ 'ꯃꯣꯗꯦꯜ ꯑꯃ ꯑꯣꯏꯕ ꯄꯥꯝꯂꯤꯕ ꯃꯤꯑꯣꯏ ꯑꯃꯅ ꯃꯔꯨꯑꯣꯏꯕ ꯁ꯭ꯇꯦꯇꯤꯁꯇꯤꯛꯁ, ꯗꯥꯏꯠ, ꯃꯑꯣꯡ-ꯃꯇꯧ, ꯃꯁꯛ ꯅꯥꯏꯕ, ꯑꯐꯕ ꯃꯑꯣꯡ ꯃꯇꯧ ꯑꯃꯁꯨꯡ ꯑꯉꯝꯕ ꯊꯋꯥꯏ ꯑꯃꯗ ꯊꯕꯛ ꯇꯧꯒꯗꯕꯅꯤ'꯫ ꯃꯅꯤꯄꯨꯔꯒꯤ ꯅꯍꯥꯁꯤꯡꯗ ꯄꯤꯈꯤꯕ ꯄꯥꯎꯖꯦꯜꯒꯤ ꯃꯇꯥꯡꯗ ꯁꯣꯃꯥꯅ ꯐꯥꯎꯋꯤ "ꯅꯍꯥꯁꯤꯡꯅ ꯃꯈꯣꯏꯒꯤ ꯑꯄꯥꯝꯕ ꯑꯗꯨ ꯄꯥꯡꯊꯣꯛꯄꯒꯤ ꯃꯊꯛꯇ, ꯑꯩꯈꯣꯏꯒꯤ ꯈꯨꯟꯅꯥꯏꯒꯤ ꯇꯨꯡꯒꯤ ꯐꯤꯕꯝꯒꯤꯗꯃꯛꯇꯁꯨ ꯈꯟꯒꯗꯕꯅꯤ ꯅꯍꯥꯛꯀꯤ ꯄꯨꯟꯁꯤ ꯑꯗꯨ ꯃꯄꯨꯡ ꯐꯥꯅ ꯅꯨꯡꯉꯥꯏꯕ ꯂꯧꯔꯤꯉꯩꯗ, ꯅꯨꯡꯉꯥꯏꯕ ꯑꯗꯨꯒꯤ ꯃꯍꯩ ꯑꯗꯨꯅ ꯀꯥꯟꯅꯕ ꯃꯍꯩ ꯑꯃ ꯐꯪꯒꯗꯕꯅꯤ"꯫ ꯑꯔꯣꯏꯕꯗ ꯁꯣꯃꯥꯅ ꯍꯥꯏꯈꯤ ꯃꯗꯨꯗꯤ ꯇꯨꯡꯗ ꯃꯍꯥꯛꯅ ꯗ꯭ꯔꯒ ꯌꯥꯎꯗꯕ ꯈꯨꯟꯅꯥꯏ ꯑꯃ ꯑꯣꯏꯒꯅꯤ ꯍꯥꯏꯅ ꯊꯥꯖꯔꯤꯉꯩꯗ ꯂꯩꯉꯥꯛ ꯑꯁꯤꯗ ꯃꯌꯦꯛ ꯁꯦꯡꯅ ꯎꯠꯄ ꯑꯁꯤ ꯃꯀꯣꯛ ꯊꯣꯡꯕ ꯃꯔꯨꯑꯣꯏꯕ ꯑꯃ ꯑꯣꯏꯒꯗꯕꯅꯤ꯫ ꯃꯥꯏ ꯄꯥꯛꯅ ꯀꯨꯝꯈ꯭ꯔꯕ ꯃꯃꯤ ꯀꯨꯝꯍꯩꯁꯤꯡ ꯍꯧꯖꯤꯛ ꯐꯥꯎꯕꯗ ꯁꯣꯃꯥꯅ ꯃꯅꯤꯄꯨꯔꯤ ꯃꯃꯤ ꯀꯨꯝꯍꯩ ꯀꯨꯟꯊ꯭ꯔꯥ ꯍꯦꯟꯕꯗ ꯁꯛꯇꯝ ꯂꯥꯡꯈ꯭ꯔꯦ ꯑꯃꯁꯨꯡ ꯑꯅꯧꯕ ꯊꯕꯛ ꯀꯌꯥ ꯑꯃꯁꯨ ꯂꯩꯔꯤ꯫ ꯁꯣꯃꯥꯅ ꯍꯧꯖꯤꯛ ꯐꯥꯎꯕꯗ ꯁꯛꯇꯝ ꯂꯥꯡꯈ꯭ꯔꯕ ꯃꯃꯤ ꯀꯨꯝꯍꯩꯁꯤꯡꯒꯤ ꯃꯅꯨꯡꯗ "ꯐꯤꯖꯡ ꯃꯔꯨꯝꯗ" ꯁꯨ ꯌꯥꯎꯔꯤ꯫